ꯁꯦꯝꯕ ꯇꯤꯌꯥꯃꯠꯀꯤ ꯃꯃꯤꯡ ꯑꯁꯤ ꯁꯃꯨꯗ꯭ꯔꯒꯤ ꯑꯛꯀꯥꯗꯤꯌꯟ ꯋꯥꯍꯩꯗꯒꯤ ꯂꯥꯛꯄꯅꯤ꯫ ꯃꯍꯥꯛ ꯑꯁꯤ ꯃꯔꯨ ꯑꯣꯏꯅ ꯕꯦꯕꯤꯂꯣꯟꯒꯤ ꯁꯦꯝꯒꯠꯄꯒꯤ ꯋꯥꯔꯤ ꯑꯦꯅꯨꯃꯥ ꯏꯂꯤꯁꯇꯒꯤ ꯈꯪꯅꯩ꯫ ꯊꯥꯏꯅꯒꯤ ꯋꯥꯔꯤ ꯑꯁꯤꯒꯤ ꯃꯇꯨꯡ ꯏꯟꯅ ꯍꯧꯔꯛꯄꯗ ꯇꯤꯌꯥꯃꯠ ꯑꯃꯁꯨꯡ ꯑꯞꯁꯨ ꯈꯛꯇꯃꯛ ꯂꯩꯔꯝꯃꯤ ꯃꯈꯣꯏꯒꯤ ꯏꯁꯤꯡ ꯑꯅꯤ ꯄꯨꯟꯁꯤꯟꯅꯕꯅ ꯑꯍꯥꯟꯕ ꯂꯥꯏꯁꯤꯡ ꯐꯥꯏꯕꯣꯛ ꯂꯥꯃꯨ ꯑꯃꯁꯨꯡ ꯂꯥꯌꯥꯃꯨ ꯄꯨꯊꯣꯛꯈꯤ꯫ ꯃꯗꯨꯒꯤ ꯃꯇꯨꯡꯗ ꯂꯥꯏ ꯍꯦꯟꯅ ꯂꯥꯛꯈꯤ ꯑꯃꯁꯨꯡ ꯂꯥꯟ ꯊꯨꯅ ꯊꯣꯛꯂꯛꯈꯤ꯫ ꯇꯤꯌꯥꯃꯠ ꯑꯃꯁꯨꯡ ꯑꯞꯁꯨꯅ ꯄꯣꯊꯥꯕ ꯑꯃꯁꯨꯡ ꯏꯅꯔꯁꯤꯌꯥꯕꯨ ꯁꯧꯒꯠꯈꯤ ꯑꯗꯨꯒ ꯅꯍꯥ ꯑꯣꯏꯔꯤꯕ ꯂꯥꯏꯁꯤꯡꯒꯤ ꯊꯕꯛ ꯊꯧꯑꯣꯡ ꯑꯃꯁꯨꯡ ꯄꯥꯡꯒꯜꯅ ꯃꯔꯝ ꯑꯣꯏꯗꯨꯅ ꯃꯈꯣꯜ ꯑꯃꯁꯨꯡ ꯑꯇꯣꯞꯄ ꯑꯀꯥꯏꯕ ꯊꯣꯛꯍꯟꯈꯤ꯫ ꯁꯤꯡꯊꯥꯅꯤꯡꯉꯥꯏ ꯑꯣꯏꯅ ꯂꯥꯏꯁꯤꯡꯒꯤ ꯖꯒꯣꯏ ꯑꯁꯤꯅ ꯇꯤꯌꯥꯃꯠꯄꯨ ꯃꯍꯥꯛꯀꯤ ꯏꯁꯤꯡ ꯊꯨꯝꯖꯤꯟꯗꯨꯅ ꯅꯨꯡꯉꯥꯏꯇꯕ ꯐꯥꯎꯍꯟꯈꯤ꯫ ꯇꯤꯌꯥꯃꯠꯅ ꯑꯀꯟꯕ ꯌꯥꯅꯤꯡꯗꯕ ꯎꯠꯂꯕꯁꯨ ꯑꯞꯁꯨꯅ ꯑꯔꯣꯏꯕꯗ ꯃꯈꯣꯏꯕꯨ ꯃꯥꯡꯍꯟ ꯇꯥꯛꯍꯟꯅꯕ ꯋꯥꯔꯦꯞ ꯂꯧꯈꯤ꯫ ꯑꯗꯨꯝ ꯑꯣꯏꯅꯃꯛ ꯃꯍꯥꯛꯅ ꯂꯥꯟꯗꯥꯕ ꯉꯝꯗ꯭ꯔꯤꯉꯩ ꯃꯃꯥꯡꯗ ꯂꯥꯏ ꯏꯌꯥꯅ ꯑꯞꯁꯨꯕꯨ ꯍꯥꯠꯈꯤ ꯑꯃꯁꯨꯡ ꯃꯍꯥꯛꯀꯤ ꯃꯊꯛꯇ ꯂꯥꯏꯁꯪ ꯑꯃ ꯁꯥꯈꯤ꯫ ꯃꯁꯤꯒꯤ ꯂꯥꯏꯁꯪ ꯑꯁꯤ ꯑꯔꯣꯏꯕꯗ ꯃꯃꯤꯡ ꯂꯩꯔꯕ ꯍꯤꯔꯣ ꯑꯃꯁꯨꯡ ꯑꯔꯣꯏꯕꯗ ꯂꯥꯏꯁꯤꯡꯒꯤ ꯂꯨꯆꯤꯡꯕ ꯑꯣꯏꯔꯤꯕ ꯃꯥꯔꯗꯨꯛꯀꯤ ꯄꯣꯛꯐꯝ ꯑꯣꯏꯈꯤ꯫ ꯂꯥꯟ ꯃꯥꯔꯗꯨꯛꯀꯤ ꯃꯄꯨꯕꯣꯛ ꯑꯁꯤ ꯁꯔꯒꯀꯤ ꯂꯥꯏ ꯑꯅꯨꯅꯤ ꯑꯃꯁꯨꯡ ꯃꯥꯔꯗꯨꯛ ꯑꯁꯤ ꯅꯣꯡꯂꯩ ꯅꯨꯡꯁꯤꯠꯀꯤ ꯂꯥꯏ ꯑꯃ ꯑꯣꯏꯅ ꯍꯧꯈꯤꯕ ꯑꯔꯣꯏꯕ ꯌꯥꯏ ꯑꯣꯏꯔꯝꯕ ꯌꯥꯏ꯫ ꯑꯅꯨꯅ ꯅꯨꯡꯁꯤꯠ ꯃꯔꯤ ꯁꯦꯝꯈꯤ ꯑꯃꯁꯨꯡ ꯃꯈꯣꯏꯕꯨ ꯃꯥꯔꯗꯨꯛꯇ ꯁꯥꯟꯅꯅꯕ ꯄꯤꯈꯤ꯫ ꯍꯨꯝꯂꯛꯂꯤꯕ ꯅꯨꯡꯁꯤꯠꯅ ꯇꯤꯌꯥꯃꯠꯀꯤ ꯏꯁꯤꯡ ꯊꯨꯝꯖꯤꯟꯈꯤ ꯃꯁꯤꯅ ꯂꯥꯏꯔꯦꯝꯕꯤ ꯑꯗꯨꯕꯨ ꯍꯦꯟꯅ ꯅꯨꯡꯉꯥꯏꯇꯕ ꯐꯥꯎꯍꯟꯈꯤ꯫ ꯃꯁꯤꯒꯤ ꯃꯊꯛꯇ ꯑꯍꯜ ꯑꯣꯏꯔꯕ ꯂꯥꯏꯁꯤꯡꯒꯤ ꯀꯥꯡꯂꯨꯞ ꯑꯃꯁꯨ ꯑꯌꯦꯠ ꯑꯄꯟ ꯑꯗꯨꯒ ꯂꯣꯏꯅꯅ ꯏꯀꯥꯏ ꯈꯨꯝꯅꯕ ꯎꯠꯄꯒꯤ ꯃꯇꯥꯡꯗ ꯅꯨꯡꯉꯥꯏꯇꯕ ꯐꯥꯎꯈꯤ꯫ ꯃꯈꯣꯏꯅ ꯇꯤꯌꯥꯃꯠꯄꯨ ꯁꯣꯛꯍꯜꯂꯕ ꯂꯥꯏꯁꯤꯡꯕꯨ ꯍꯥꯠꯅꯕ ꯇꯛꯁꯤꯟꯈꯤ ꯑꯃꯁꯨꯡ ꯑꯔꯣꯏꯕꯗ ꯃꯍꯥꯛꯅ ꯌꯥꯅꯤꯡꯈꯤ ꯃꯍꯥꯛꯀꯤ ꯂꯣꯏꯅꯕꯤ ꯀꯤꯡꯒꯨꯅ ꯂꯨꯆꯤꯡꯕ ꯍꯤꯡꯆꯥꯕꯁꯤꯡꯒꯤ ꯂꯥꯟꯃꯤ ꯑꯃ ꯁꯦꯝꯈꯤ꯫ ꯇꯤꯌꯥꯃꯠꯀꯤ ꯂꯥꯟꯃꯤꯁꯤꯡꯕꯨ ꯑꯇꯤꯌꯥ ꯑꯃꯁꯨꯡ ꯃꯥꯂꯦꯝꯒꯤ ꯂꯩꯃꯥꯏ ꯑꯅꯤꯒꯤ ꯃꯍꯨꯠ ꯁꯤꯟꯈꯤꯕ ꯑꯟꯁꯥꯔ ꯑꯃꯁꯨꯡ ꯀꯤꯁꯥꯔꯒꯤ ꯂꯥꯟꯃꯤꯁꯤꯡꯅ ꯌꯥꯅꯤꯡꯗꯕ ꯐꯣꯡꯗꯣꯛꯈꯤ꯫ ꯃꯈꯣꯏꯁꯤꯡ ꯑꯁꯤ ꯇꯤꯌꯥꯃꯠ ꯑꯃꯁꯨꯡ ꯑꯞꯁꯨ ꯅꯠꯇ꯭ꯔꯒ ꯂꯥꯌꯥꯃꯨ ꯑꯃꯁꯨꯡ ꯂꯥꯍꯥꯃꯨꯒꯤ ꯃꯆꯥꯁꯤꯡꯅꯤ꯫ ꯏꯌꯥ ꯑꯃꯁꯨꯡ ꯑꯅꯨ ꯑꯅꯤꯃꯛꯅ ꯇꯤꯌꯥꯃꯠꯄꯨ ꯅꯥꯀꯟꯗ ꯑꯣꯟꯊꯣꯛꯄ ꯉꯝꯗꯕꯗꯒꯤ ꯑꯟꯁꯥꯔꯅ ꯃꯥꯔꯗꯨꯛꯇ ꯂꯥꯏꯔꯦꯝꯕꯤ ꯑꯗꯨꯒ ꯂꯥꯟꯊꯦꯡꯅꯅꯕ ꯍꯥꯏꯈꯤ꯫ ꯃꯥꯔꯗꯨꯛꯅ ꯌꯥꯈꯤ ꯑꯗꯨꯕꯨ ꯃꯗꯨꯒꯤ ꯃꯍꯨꯠꯇ ꯃꯄꯨꯡ ꯐꯥꯕ ꯑꯉꯝꯕ ꯄꯤꯅꯕ ꯇꯛꯁꯤꯟꯈꯤ ꯑꯃꯁꯨꯡ ꯑꯔꯣꯏꯕꯗ ꯐꯤꯚꯝ ꯑꯁꯤ ꯌꯥꯈꯤ꯫ ꯃꯥꯔꯗꯨꯛꯄꯨ ꯅꯤꯡꯊꯧ ꯑꯣꯏꯍꯟꯈꯤ ꯑꯃꯁꯨꯡ ꯇꯤꯌꯥꯃꯠꯀꯤ ꯃꯥꯌꯣꯛꯇ ꯂꯦꯞꯈꯤ꯫ ꯁꯤꯕ ꯃꯍꯥꯛꯀꯤ ꯂꯥꯟꯃꯤꯁꯤꯡꯅ ꯆꯦꯟꯈ꯭ꯔꯕꯁꯨ ꯇꯤꯌꯥꯃꯠꯅ ꯃꯍꯥꯛꯀꯤ ꯂꯝꯗ ꯂꯦꯞꯈꯤ ꯑꯃꯁꯨꯡ ꯃꯥꯔꯗꯨꯛꯀ ꯂꯥꯟꯊꯦꯡꯅꯈꯤ꯫ ꯃꯍꯥꯛꯅ ꯃꯍꯥꯛꯄꯨ ꯉꯝꯍꯟꯗꯅꯕ ꯅꯨꯡꯁꯤꯠ ꯑꯗꯨ ꯊꯥꯈꯤ ꯑꯃꯁꯨꯡ ꯃꯗꯨꯒꯤ ꯃꯇꯨꯡꯗ ꯃꯍꯥꯛꯄꯨ ꯊꯃꯣꯏꯗ ꯇꯦꯟꯖꯩ ꯑꯃꯅ ꯍꯥꯠꯈꯤ꯫ ꯃꯍꯥꯛꯀꯤ ꯍꯛꯆꯥꯡ ꯑꯗꯨ ꯑꯅꯤ ꯊꯣꯛꯅ ꯈꯥꯏꯗꯣꯛꯂꯕ ꯃꯇꯨꯡꯗ ꯃꯍꯥꯛꯅ ꯅꯨꯃꯤꯠ ꯊꯥ ꯑꯃꯁꯨꯡ ꯀꯟꯁꯇꯦꯂꯦꯁꯟꯁꯤꯡ ꯁꯤꯟꯗꯣꯛꯇꯨꯅ ꯑꯇꯤꯌꯥ ꯁꯦꯝꯅꯕ ꯇꯪꯈꯥꯏ ꯑꯃ ꯁꯤꯖꯤꯟꯅꯈꯤ꯫ ꯑꯇꯣꯞꯄ ꯇꯪꯈꯥꯏꯗꯒꯤ ꯃꯍꯥꯛꯅ ꯃꯥꯂꯦꯝ ꯁꯦꯝꯈꯤ ꯆꯤꯡꯁꯤꯡ ꯑꯃꯁꯨꯡ ꯀꯟꯇꯤꯅꯦꯟꯠꯁꯤꯡ ꯁꯦꯝꯈꯤ꯫ ꯃꯥꯔꯗꯨꯛꯅ ꯑꯅꯤꯃꯛꯀꯤ ꯃꯊꯛꯇ ꯂꯩꯉꯥꯛꯈꯤ꯫